ꯐꯨꯗ ꯆꯦꯟ ꯑꯃꯒꯤ ꯈꯨꯠꯊꯥꯡꯗ ꯑꯦꯅꯔꯖꯤꯒꯤ ꯐ꯭ꯂꯣ ꯑꯗꯨ ꯇ꯭ꯔꯦꯁ ꯇꯧꯕ꯫ ꯐꯨꯗ ꯆꯦꯟ ꯑꯃꯅ ꯖꯤꯕ ꯑꯃꯗꯒꯤ ꯑꯇꯣꯞꯄ ꯖꯤꯕ ꯑꯃꯗ ꯑꯦꯅꯔꯖꯤ ꯇ꯭ꯔꯥꯟꯁꯐꯔ ꯇꯧꯕꯕꯨ ꯇꯥꯛꯏ, ꯃꯁꯤꯗ ꯆꯦꯟ ꯑꯗꯨꯗ ꯂꯩꯔꯤꯕ ꯖꯤꯕ ꯈꯨꯗꯤꯡꯃꯛꯅ ꯃꯃꯥꯡꯒꯤ ꯖꯤꯕ ꯑꯗꯨꯗ ꯄꯤꯖꯩ꯫ ꯑꯦꯅꯔꯖꯤ ꯑꯁꯤ ꯑꯔꯣꯏꯕꯗ ꯅꯨꯃꯤꯠꯇꯒꯤ ꯂꯥꯛꯏ, ꯑꯃꯁꯨꯡ ꯃꯁꯤꯅ ꯄ꯭ꯔꯗ꯭ꯌꯨꯁꯔꯁꯤꯡꯒꯤ ꯈꯨꯠꯊꯥꯡꯗ ꯐꯨꯗ ꯆꯦꯟꯗ ꯆꯪꯏ, ꯃꯈꯣꯏ ꯑꯁꯤ ꯃꯍꯧꯁꯥꯅ ꯑꯁꯪꯕ ꯄꯥꯝꯕꯤꯁꯤꯡ ꯅꯠꯇ꯭ꯔꯒ ꯑꯦꯜꯒꯤꯁꯤꯡꯅꯤ꯫ ꯐꯨꯗ ꯆꯦꯟꯒꯤ ꯑꯍꯥꯟꯕ ꯈꯣꯡꯊꯥꯡꯗ, ꯄꯥꯝꯕꯤꯒꯨꯝꯕ ꯄ꯭ꯔꯗ꯭ꯌꯨꯁꯔꯁꯤꯡꯅ ꯅꯨꯃꯤꯠꯇꯒꯤ ꯂꯥꯛꯄ ꯏꯅꯔꯖꯤ ꯑꯁꯤ ꯐꯣꯇꯣꯁꯤꯟꯊꯦꯁꯤꯁꯀꯤ ꯊꯧꯑꯣꯡꯒꯤ ꯈꯨꯠꯊꯥꯡꯗ ꯀꯥꯔꯕꯣꯟ ꯗꯥꯏꯑꯣꯛꯁꯥꯏꯠ ꯑꯃꯁꯨꯡ ꯏꯁꯤꯡ ꯑꯁꯤ ꯆꯤꯅꯤꯒꯨꯝꯕ ꯑꯣꯔꯒꯥꯅꯤꯛ ꯀꯝꯄꯥꯎꯟꯠꯁꯤꯡꯗ ꯑꯣꯟꯊꯣꯛꯅꯕ ꯁꯤꯖꯤꯟꯅꯩ꯫ ꯄꯥꯝꯕꯤꯁꯤꯡ ꯑꯁꯤꯅ ꯍꯦꯟꯒꯠꯂꯛꯄ ꯑꯃꯁꯨꯡ ꯄꯥꯝꯕꯤ, ꯃꯍꯩ-ꯃꯔꯣꯡ ꯅꯠꯇ꯭ꯔꯒ ꯃꯅꯥ-ꯃꯁꯤꯡ ꯄꯨꯊꯣꯛꯄ ꯃꯇꯝꯗ, ꯃꯈꯣꯏꯅ ꯅꯨꯃꯤꯠꯇꯒꯤ ꯂꯧꯊꯣꯛꯄ ꯑꯦꯅꯔꯖꯤ ꯑꯗꯨ ꯃꯈꯣꯏꯒꯤ ꯇꯤꯁꯨꯁꯤꯡꯗ ꯊꯝꯖꯤꯜꯂꯤ꯫ ꯃꯊꯪꯗ, ꯄ꯭ꯔꯥꯏꯃꯥꯔꯤ ꯀꯟꯖꯨꯃꯔꯁꯤꯡ ꯅꯠꯇ꯭ꯔꯒ ꯍꯥꯔꯕꯤꯑꯣꯔꯁꯤꯡ, ꯍꯥꯏꯕꯗꯤ ꯔꯦꯕꯤꯖ ꯅꯠꯇ꯭ꯔꯒ ꯏꯟꯁꯦꯛꯁꯤꯡꯅ ꯄ꯭ꯔꯗ꯭ꯌꯨꯁꯔꯁꯤꯡꯗ ꯄꯤꯖꯗꯨꯅ, ꯄꯥꯝꯕꯤꯁꯤꯡꯒꯤ ꯁꯔꯨꯛꯁꯤꯡ ꯁꯤꯖꯤꯟꯅꯩ ꯑꯃꯁꯨꯡ ꯄꯥꯝꯕꯤꯒꯤ ꯇꯤꯁꯨꯁꯤꯡꯗ ꯊꯝꯂꯤꯕ ꯑꯦꯅꯔꯖꯤ ꯑꯗꯨ ꯃꯈꯣꯏꯒꯤ ꯃꯁꯥꯒꯤ ꯍꯛꯆꯥꯡꯗ ꯇ꯭ꯔꯥꯟꯁꯐꯔ ꯇꯧꯏ꯫ ꯃꯁꯤꯒꯤ ꯑꯦꯅꯔꯖꯤ ꯑꯁꯤ ꯍꯛꯆꯥꯡꯒꯤ ꯐꯪꯁꯟꯁꯤꯡ ꯍꯥꯏꯕꯗꯤ ꯒ꯭ꯔꯣꯗ, ꯔꯤꯄꯦꯌꯥꯔ ꯑꯃꯁꯨꯡ ꯃꯨꯚꯃꯦꯟ ꯑꯁꯤꯅꯆꯤꯡꯕꯗ ꯃꯩ ꯊꯥꯅꯕ ꯁꯤꯖꯤꯟꯅꯩ꯫ ꯃꯊꯪꯒꯤ ꯈꯣꯡꯊꯥꯡꯗ, ꯁꯦꯀꯦꯟꯗꯔꯤ ꯀꯟꯖꯨꯃꯔꯁꯤꯡ ꯅꯠꯇ꯭ꯔꯒ ꯀꯥꯔꯅꯤꯚꯔꯁꯤꯡ, ꯍꯥꯏꯕꯗꯤ ꯅꯣꯡꯁꯥ ꯅꯠꯇ꯭ꯔꯒ ꯎꯆꯦꯛꯁꯤꯡꯅ ꯄ꯭ꯔꯥꯏꯃꯥꯔꯤ ꯀꯟꯖꯨꯃꯔꯁꯤꯡꯗ ꯄꯤꯖꯗꯨꯅ ꯃꯈꯣꯏꯒꯤ ꯃꯆꯤꯟꯖꯥꯛꯇ ꯊꯝꯂꯤꯕ ꯑꯦꯅꯔꯖꯤ ꯑꯗꯨ ꯃꯈꯣꯏꯒꯤ ꯍꯛꯆꯥꯡꯗ ꯇ꯭ꯔꯥꯟꯁꯐꯔ ꯇꯧꯏ꯫ ꯃꯇꯧ ꯑꯁꯨꯝꯅ, ꯋꯥꯜꯐ ꯅꯠꯇꯔꯒꯥ ꯏꯒꯜꯒꯨꯝꯕ ꯇꯔꯁꯔꯤ ꯀꯟꯖꯨꯃꯔꯁꯤꯡꯅ ꯁꯦꯀꯦꯟꯗꯔꯤ ꯀꯟꯖꯨꯃꯔꯁꯤꯡꯗ ꯆꯥꯅꯕ ꯄꯤꯗꯨꯅ ꯐꯨꯗ ꯆꯦꯟꯒꯤ ꯃꯊꯛꯇ ꯏꯅꯔꯖꯤ ꯇ꯭ꯔꯥꯟꯁꯐꯔ ꯇꯧꯕ ꯃꯈꯥ ꯆꯠꯊꯔꯤ꯫ ꯐꯨꯗ ꯆꯦꯟꯒꯤ ꯊꯥꯛ ꯈꯨꯗꯤꯡꯃꯛꯇ, ꯑꯦꯅꯔꯖꯤꯒꯤ ꯑꯌꯥꯝꯕ ꯁꯔꯨꯛ ꯑꯁꯤ ꯍꯤꯠ ꯑꯣꯏꯅ ꯃꯥꯡꯈꯤ ꯅꯠꯇ꯭ꯔꯒ ꯒ꯭ꯔꯣꯠ, ꯃꯦꯟꯇꯦꯅꯦꯟꯁ ꯑꯃꯁꯨꯡ ꯔꯤꯄꯔꯗꯛꯁꯟꯒꯤ ꯊꯧꯑꯣꯡꯁꯤꯡꯗ ꯁꯤꯖꯤꯟꯅꯈꯤ꯫ ꯑꯔꯣꯏꯕꯗ, ꯐꯨꯗ ꯆꯦꯟꯒꯤ ꯊꯥꯛ ꯑꯃꯍꯦꯛꯇꯗ ꯂꯩꯕ ꯑꯣꯔꯒꯥꯅꯤꯖꯝꯁꯤꯡ ꯁꯤꯕ ꯃꯇꯝꯗ, ꯕꯦꯛꯇꯦꯔꯤꯌꯥ ꯑꯃꯁꯨꯡ ꯐꯪꯒꯜꯁꯤꯡꯒꯨꯝꯕ ꯗꯤꯀꯝꯄꯣꯖꯔꯁꯤꯡꯅ ꯃꯈꯣꯏꯒꯤ ꯑꯔꯦꯝꯕꯁꯤꯡ ꯑꯗꯨ ꯁꯣꯛꯍꯟꯗꯨꯅ ꯊꯝꯖꯤꯜꯂꯕ ꯏꯅꯔꯖꯤ ꯑꯃꯁꯨꯡ ꯅ꯭ꯌꯨꯇ꯭ꯔꯤꯑꯦꯟꯁꯤꯡ ꯑꯗꯨ ꯏꯀꯣꯁꯤꯁ꯭ꯇꯦꯝꯗ ꯍꯜꯂꯛꯍꯜꯂꯤ꯫ ꯃꯁꯤꯅ ꯏꯅꯔꯖꯤ ꯑꯗꯨ ꯑꯃꯨꯛ ꯍꯟꯅ ꯁꯤꯖꯤꯟꯅꯕ ꯌꯥꯍꯜꯂꯤ, ꯑꯃꯁꯨꯡ ꯃꯁꯤ ꯄꯥꯝꯕꯤꯁꯤꯡꯅ ꯐꯨꯗ ꯆꯦꯟ ꯄꯨꯝꯅꯃꯛ ꯑꯃꯨꯛ ꯍꯟꯅ ꯍꯧꯗꯣꯛꯅꯕ ꯁꯤꯖꯤꯟꯅꯕ ꯌꯥꯏ꯫ ꯑꯥꯔꯇꯤꯐꯤꯁꯤꯑꯦꯜ ꯏꯟꯇꯦꯂꯤꯖꯦꯟꯁꯀꯤ ꯃꯇꯥꯡꯗ ꯂꯥꯏꯔꯤꯛ ꯑꯍꯨꯝ ꯄꯤꯕꯤꯌꯨ꯫ ꯄꯨꯟꯁꯤ ꯑꯍꯨꯝ ꯁꯤꯅ‌ꯣ: ꯑꯥꯔꯇꯤꯐꯤꯁꯤꯑꯦꯜ ꯏꯟꯇꯦꯂꯤꯖꯦꯟꯁꯀꯤ ꯃꯇꯝꯗ ꯃꯤꯑꯣꯏꯕ ꯑꯣꯏꯕ ꯃꯦꯛꯁ ꯇꯦꯒꯃꯥꯔꯅ ꯏꯕꯥ: ꯂꯥꯏꯔꯤꯛ ꯑꯁꯤꯅ ꯑꯥꯔꯇꯤꯐꯤꯁꯤꯑꯦꯜ ꯏꯟꯇꯦꯂꯤꯖꯦꯟꯁꯒꯤ ꯇꯨꯡꯒꯤ ꯐꯤꯕꯝ ꯑꯃꯁꯨꯡ ꯃꯁꯤꯒꯤ ꯆꯥꯎꯈꯠꯄ ꯑꯁꯤꯅ ꯑꯩꯈꯣꯏꯒꯤ ꯄꯨꯟꯁꯤ, ꯊꯕꯛ ꯑꯃꯁꯨꯡ ꯈꯨꯟꯅꯥꯏ ꯑꯄꯨꯟꯕꯗ ꯀꯔꯝꯅ ꯁꯥꯐꯨ ꯄꯤꯒꯅꯤ ꯍꯥꯏꯕꯗꯨ ꯊꯤꯖꯤꯜꯂꯤ꯫ ꯃꯈꯥꯒꯤ ꯋꯥꯍꯩ ꯑꯍꯨꯝ ꯑꯁꯤ ꯁꯤꯖꯤꯟꯅꯗꯨꯅ ꯁꯩꯔꯦꯡ ꯑꯃ ꯁꯦꯝꯃꯨ: ꯅꯤꯜ, ꯊꯥ, ꯅꯨꯃꯤꯠ꯫ ꯅꯤꯜ ꯑꯁꯤ ꯑꯇꯤꯌꯥꯕꯨ ꯊꯨꯒꯥꯏꯔꯤꯕ ꯚꯦꯜꯌꯨꯅꯤ, ꯅꯨꯃꯤꯗꯥꯡꯋꯥꯏꯔꯝ ꯂꯥꯛꯄꯒ ꯂꯣꯏꯅꯅ ꯅꯨꯃꯤꯠꯅ ꯌꯥꯏꯐ-ꯄꯥꯎꯖꯦꯜ ꯄꯤꯔꯛꯄꯒ ꯂꯣꯏꯅꯅ, ꯇꯔꯥꯝꯅꯥ ꯑꯣꯛꯄꯒ ꯂꯣꯏꯅꯅ ꯑꯋꯥꯡꯕ ꯃꯐꯝꯗꯒꯤ ꯃꯤꯠ ꯎꯏꯁꯤꯜꯂꯛꯏ, ꯑꯁꯪꯕ ꯃꯤꯠꯀꯤꯗꯃꯛ ꯁ꯭ꯋꯔꯒꯒꯤ ꯀꯦꯟꯚꯥꯁ ꯑꯃꯅꯤ꯫ ꯅꯨꯃꯤꯗꯥꯡꯒꯤ ꯅꯨꯡꯁꯤꯠꯀꯤ ꯁ꯭ꯋꯔ ꯍꯣꯟꯕ ꯈꯨꯗꯤꯡꯃꯛꯀ ꯂꯣꯏꯅꯅ, ꯆꯥꯡꯗꯝꯅꯕ ꯌꯥꯗꯕ ꯅꯨꯃꯤꯠꯀꯤ ꯑꯇꯤꯌꯥꯒꯤ ꯄꯥꯛ ꯆꯥꯎꯕ, ꯃꯁꯤꯅ ꯃꯤꯕꯨ ꯁꯨꯞꯅꯇꯒꯤ ꯃꯤꯠꯌꯦꯡ ꯊꯝꯅꯕ ꯔꯦꯟꯗꯔ ꯇꯧꯏ, ꯅꯤꯜ ꯑꯦꯐꯦꯌꯥꯔꯗ ꯊꯥꯅꯥ ꯅꯥꯟꯊꯣꯛꯂꯛꯒ, ꯄꯨꯋꯥꯔꯤ ꯑꯃꯁꯨꯡ ꯚꯥꯒ꯭ꯌ ꯃꯦꯞ ꯇꯧꯕ ꯀꯟꯁꯇꯦꯂꯦꯁꯟꯁꯤꯡ, ꯅꯨꯃꯤꯗꯥꯡꯒꯤ ꯑꯇꯤꯌꯥ ꯀꯦꯟꯚꯥꯁ ꯑꯃ, ꯁꯦꯂꯦꯁ꯭ꯇꯤꯑꯦꯜ ꯁ꯭ꯂꯦꯠ ꯑꯃ, ꯑꯇꯤꯌꯥ ꯑꯃꯁꯨꯡ ꯊꯥꯒꯤ ꯅꯤꯜ ꯏꯟꯅꯦꯠ, ꯑꯩꯈꯣꯏ ꯄꯨꯝꯅꯃꯛꯅ ꯃꯔꯤ ꯂꯩꯅꯕ ꯐꯖꯕꯥ ꯑꯃ꯫